ꯁꯥꯏꯟꯇꯤꯐꯤꯛ ꯃꯦꯊꯗ ꯑꯗꯨ ꯄꯤꯔꯤꯕ ꯁꯤꯅꯥꯔꯤꯑꯣ ꯑꯗꯨꯗ ꯑꯦꯄ꯭ꯂꯥꯏ ꯇꯧ꯫ ꯄꯥꯟꯗꯝ ꯑꯁꯤ ꯃꯈꯜ ꯑꯃꯈꯛꯇꯒꯤ ꯕꯔꯒꯔ ꯑꯃ ꯁꯦꯝꯒꯠꯄꯅꯤ꯫ ꯁꯥꯏꯟꯇꯤꯐꯤꯛ ꯃꯦꯊꯗ ꯑꯁꯤ ꯑꯣꯕꯖꯥꯔꯕꯦꯁꯟꯁꯤꯡ ꯊꯤꯖꯤꯟꯅꯕ ꯑꯃꯁꯨꯡ ꯋꯥꯍꯪꯁꯤꯡꯒꯤ ꯄꯥꯎꯈꯨꯝ ꯄꯤꯅꯕ ꯁꯤꯖꯤꯟꯅꯕ ꯑꯦꯛꯁ꯭ꯄꯔꯤꯃꯦꯟꯇꯀꯤ ꯊꯧꯑꯣꯡ ꯑꯃꯅꯤ꯫ ꯃꯈꯜ ꯑꯃꯈꯛꯇꯒꯤ ꯕꯔꯒꯥꯔ ꯑꯃ ꯁꯦꯝꯕꯗ ꯃꯁꯤ ꯀꯔꯝꯅ ꯁꯤꯖꯤꯟꯅꯕ ꯌꯥꯕꯒꯦ ꯍꯥꯏꯕꯗꯨ ꯃꯈꯥꯗ ꯄꯤꯔꯤ ꯑꯃ ꯋꯥꯍꯪ ꯑꯃ ꯍꯪꯕꯤꯌꯨ꯫ ꯃꯁꯤꯒꯤ ꯀꯦꯁ ꯑꯁꯤꯗ ꯑꯩꯈꯣꯏꯒꯤ ꯋꯥꯍꯪ ꯑꯁꯤ ꯑꯣꯏꯕ ꯌꯥꯏ: "ꯀꯅꯥꯒꯤ ꯄꯣꯠꯂꯝꯁꯤꯡ ꯑꯃꯁꯨꯡ ꯁꯦꯝ ꯁꯥꯕꯒꯤ ꯃꯑꯣꯡꯁꯤꯡꯅ ꯑꯈꯟꯅꯕ ꯑꯃꯁꯨꯡ ꯃꯆꯤ ꯑꯣꯏꯕ ꯕꯔꯒꯥꯔ ꯑꯃ ꯁꯦꯝꯒꯅꯤ꯫"? ꯕꯦꯛꯒ꯭ꯔꯥꯎꯟꯗ ꯔꯤꯁꯔꯆ ꯇꯧꯕ꯫ ꯇꯣꯉꯥꯟ ꯇꯣꯉꯥꯟꯕ ꯃꯈꯜꯒꯤ ꯕꯔꯒꯥꯔꯁꯤꯡ, ꯃꯈꯣꯏꯒꯤ ꯄꯣꯠꯂꯝꯁꯤꯡ, ꯑꯃꯁꯨꯡ ꯁꯦꯝ ꯁꯥꯕꯒꯤ ꯃꯑꯣꯡꯁꯤꯡ, ꯂꯣꯏꯅꯅ ꯐꯨꯗ ꯏꯟꯗꯁꯇꯔꯤꯗꯥ ꯀꯃꯟ ꯑꯣꯏꯕ ꯐ꯭ꯂꯦꯕꯔ ꯀꯝꯕꯤꯅꯦꯁꯟꯁꯤꯡ ꯑꯃꯁꯨꯡ ꯇ꯭ꯔꯦꯟꯗꯁꯤꯡ ꯌꯦꯡꯕꯤꯌꯨ꯫ ꯍꯥꯏꯄꯣꯇꯦꯁꯤꯁ ꯑꯃ ꯁꯦꯝꯃꯨ꯫ ꯔꯤꯁꯔꯆꯇ ꯌꯨꯝꯐꯝ ꯑꯣꯏꯔꯒ,ꯃꯥꯏꯄꯥꯛꯄ ꯃꯈꯜ ꯑꯃꯒꯤ ꯕꯔꯒꯥꯔ ꯑꯃꯒꯤꯗꯃꯛ ꯀꯔꯤ ꯄꯣꯠꯂꯝꯁꯤꯡ ꯑꯃꯁꯨꯡ ꯆꯥꯛ ꯊꯣꯡꯕꯒꯤ ꯃꯑꯣꯡꯁꯤꯡꯅ ꯀꯔꯤ ꯑꯣꯏꯕ ꯌꯥꯕꯒꯦ ꯍꯥꯏꯕꯒꯤ ꯃꯇꯥꯡꯗ ꯑꯦꯖꯨꯀꯦꯁꯟ ꯂꯩꯕ ꯋꯥꯈꯜꯂꯣꯟ ꯑꯃ ꯁꯦꯝꯃꯨ꯫ ꯍꯥꯏꯄꯣꯊꯦꯁꯤꯁꯀꯤ ꯃꯇꯨꯡ ꯏꯟꯅ ꯕꯔꯒꯥꯔ ꯑꯗꯨ ꯁꯦꯝꯃꯨ ꯑꯃꯁꯨꯡ ꯃꯁꯤꯅ ꯑꯄꯥꯝꯕ ꯑꯈꯟꯅꯕ ꯑꯃꯁꯨꯡ ꯃꯁꯛ ꯊꯣꯛꯄ ꯄ꯭ꯔꯣꯐꯥꯏꯜ ꯑꯗꯨꯒ ꯃꯥꯟꯅꯕ꯭ꯔ ꯍꯥꯏꯕ ꯌꯦꯡꯅꯕ ꯇꯦꯁ꯭ꯠ ꯑꯃ ꯇꯧ꯫ ꯗꯦꯇꯥ ꯑꯗꯨ ꯑꯦꯅꯥꯂꯥꯏꯖ ꯇꯧꯕ ꯑꯃꯁꯨꯡ ꯋꯥꯔꯦꯞ ꯑꯃ ꯂꯧꯕ꯫ ꯇꯦꯁ꯭ꯠ ꯇꯦꯁ꯭ꯇꯀꯤ ꯔꯤꯖꯜꯁꯤꯡ ꯑꯗꯨ ꯏꯚꯥꯂꯨꯑꯦꯠ ꯇꯧꯕ ꯑꯃꯁꯨꯡ ꯍꯥꯏꯄꯣꯊꯦꯁꯤꯁ ꯑꯗꯨ ꯑꯆꯨꯝꯕ ꯑꯣꯏꯈꯤꯕ꯭ꯔ ꯍꯥꯏꯕꯗꯨ ꯂꯦꯞꯊꯣꯛꯄ, ꯑꯃꯁꯨꯡ ꯀꯔꯤꯒꯨꯝꯕ ꯑꯣꯏꯗ꯭ꯔꯕꯗꯤ ꯀꯔꯤ ꯍꯣꯡꯗꯣꯛꯄ ꯅꯠꯇꯔꯒ ꯐꯒꯠꯍꯟꯕ ꯌꯥꯕꯒꯦ ꯍꯥꯏꯕꯗꯨ ꯂꯦꯞꯊꯣꯛꯄ꯫ ꯔꯤꯖꯜꯇ ꯑꯗꯨ ꯄꯥꯎ ꯐꯥꯎꯅꯕꯤꯌꯨ꯫ ꯃꯈꯜ ꯑꯃꯈꯛꯇꯒꯤ ꯕꯔꯒꯥꯔꯒꯤ ꯔꯤꯖꯜꯇ ꯑꯃꯁꯨꯡ ꯑꯔꯣꯏꯕ ꯔꯦꯁꯤꯄꯤ ꯑꯗꯨ ꯑꯇꯣꯞꯄꯁꯤꯡꯒ ꯂꯣꯏꯅꯅ ꯁꯦꯌꯔ ꯇꯧꯕꯤꯌꯨ, ꯑꯃꯁꯨꯡ ꯌꯥꯎꯔꯝꯒꯗꯕꯗꯤ ꯕꯔꯒꯥꯔ ꯀꯨꯛ-ꯑꯣꯐ ꯑꯃꯗ ꯐꯥꯎꯕ ꯌꯥꯎꯍꯟꯕꯤꯌꯨ ꯅꯠꯇꯔꯒ ꯔꯦꯁ꯭ꯇꯣꯔꯦꯟꯇꯀꯤ ꯃꯦꯅꯨꯗ ꯐꯤꯆꯔ ꯇꯧꯕꯤꯌꯨ꯫ ꯑꯦꯟꯗꯣꯀꯦꯅꯥꯕꯤꯅꯣꯏꯗ ꯁꯤꯁ꯭ꯇꯦꯝꯅ ꯏꯝꯃꯌꯨꯟ ꯁꯤꯁ꯭ꯇꯦꯝꯗ ꯀꯔꯝꯅ ꯁꯣꯏꯅꯕꯒꯦ? ꯑꯦꯟꯗꯣꯀꯦꯅꯥꯕꯤꯅꯣꯏꯗ ꯁꯤꯁ꯭ꯇꯦꯝ (ꯏ. ꯁꯤ. ꯑꯦꯁ.) ꯑꯁꯤ ꯃꯤꯑꯣꯏꯕ ꯑꯃꯁꯨꯡ ꯑꯇꯩ ꯃꯃꯥꯏꯁꯤꯡꯒꯤ ꯍꯛꯆꯥꯡꯗ ꯐꯪꯂꯤꯕ ꯇꯉꯥꯏꯐꯗꯕ ꯔꯦꯒꯨꯂꯦꯇꯔꯤ ꯁꯤꯁ꯭ꯇꯦꯝ ꯑꯃꯅꯤ꯫ ꯃꯁꯤꯅ ꯏꯝꯃ꯭ꯌꯨꯟ ꯐꯪꯁꯟ ꯌꯥꯎꯅ ꯐꯤꯖꯤꯑꯣꯂꯣꯖꯤꯀꯦꯜ ꯄ꯭ꯔꯣꯁꯦꯁ ꯀꯌꯥ ꯀꯟꯇ꯭ꯔꯣꯟ ꯇꯧꯏ꯫ ꯏ. ꯁꯤ. ꯑꯦꯁ. ꯅꯥ ꯏꯝꯃ꯭ꯌꯨꯅꯣꯃꯣꯗ꯭ꯌꯨꯂꯦꯇꯔꯤ ꯔꯣꯜ ꯑꯃ ꯂꯩ ꯍꯥꯏꯕ ꯈꯪꯂꯦ, ꯃꯁꯤꯅ ꯏꯝꯃꯌꯨꯟ ꯁꯤꯁ꯭ꯇꯦꯝꯒꯤ ꯑꯦꯛꯇꯤꯚꯤꯇꯤꯗ ꯏꯊꯤꯜ ꯄꯤꯕ ꯉꯝꯃꯤ ꯍꯥꯏꯕꯅꯤ꯫ ꯃꯁꯤꯒꯤ ꯁꯤꯁ꯭ꯇꯦꯝ ꯑꯁꯤ ꯑꯦꯟꯗꯣꯀꯦꯅꯥꯕꯤꯅꯣꯏꯗꯁꯤꯡ, ꯃꯈꯣꯏꯒꯤꯁꯤꯟ ꯁꯤꯟꯊꯦꯁꯤꯁ ꯑꯃꯁꯨꯡ ꯗꯤꯒ꯭ꯔꯦꯌꯥꯗꯦꯁꯤꯡꯒꯤ ꯗꯥꯌꯥꯠꯕ ꯂꯧꯔꯤꯕꯥ ꯑꯦꯟꯖꯥꯏꯝꯁꯤꯡ ꯑꯃꯁꯨꯡ ꯏꯝꯃꯌꯨꯟ ꯁꯦꯜꯁꯤꯡ ꯌꯥꯎꯅ ꯍꯛꯆꯥꯡ ꯄꯨꯝꯕꯒꯤ ꯁꯦꯜꯁꯤꯡꯗ ꯐꯪꯂꯤꯕ ꯔꯤꯁꯦꯞꯇꯔꯁꯤꯡꯅ ꯁꯦꯝꯕꯅꯤ꯫ ꯑꯦꯟꯗꯣꯀꯦꯅꯥꯕꯤꯅꯣꯏꯗꯁꯤꯡ ꯑꯁꯤꯅ ꯇꯤ ꯁꯦꯜꯁꯤꯡ, ꯕꯤ ꯁꯦꯜꯁꯤꯡ, ꯃꯦꯀꯔꯣꯐꯦꯖꯁꯤꯡ ꯑꯃꯁꯨꯡ ꯑꯇꯩ ꯌꯥꯎꯅ ꯏꯝꯃꯌꯨꯟ ꯁꯦꯜꯁꯤꯡꯗ ꯌꯥꯎꯕ ꯀꯦꯅꯥꯕꯤꯅꯣꯏꯗ ꯔꯤꯁꯦꯞꯇꯔꯁꯤꯡꯒ ꯂꯣꯏꯅꯅ ꯆꯦꯟꯕ ꯉꯝꯃꯤ꯫ ꯕꯥꯏꯟꯗꯤꯡ ꯇꯧꯕ ꯃꯇꯝꯗ, ꯃꯁꯤꯅ ꯏꯝꯃꯌꯨꯟ ꯐꯪꯁꯟꯗ ꯃꯈꯜ ꯀꯌꯥꯒꯤ ꯏꯐꯦꯛꯇꯁꯤꯡ ꯊꯣꯛꯍꯟꯕ ꯌꯥꯏ꯫ ꯈꯨꯗꯝ ꯑꯣꯏꯅ, ꯔꯤꯁꯦꯞꯇꯔꯁꯤꯡ ꯑꯁꯤ ꯑꯦꯛꯇꯤꯚ ꯑꯣꯏꯍꯟꯕꯅ ꯏꯝꯃꯌꯨꯟ ꯔꯦꯁꯄꯣꯟꯁ ꯑꯃꯁꯨꯡ ꯏꯟꯐ꯭ꯂꯦꯃꯦꯁꯟꯗ ꯊꯧꯗꯥꯡ ꯂꯧꯔꯤꯕ ꯁꯤꯒꯅꯦꯂꯤꯡ ꯃꯣꯂꯤꯀ꯭ꯌꯨꯜꯁꯤꯡ ꯑꯣꯏꯔꯤꯕ ꯁꯥꯏꯇꯣꯀꯥꯏꯟꯁꯤꯡ ꯄꯨꯊꯣꯛꯄ ꯑꯃꯁꯨꯡ ꯔꯤꯂꯤꯖ ꯇꯧꯕꯗ ꯔꯤꯒꯨꯂꯦꯠ ꯇꯧꯕꯗ ꯃꯇꯦꯡ ꯄꯥꯡꯕ ꯉꯝꯒꯅꯤ꯫